ꯕꯦꯡ ꯑꯃꯒꯤ ꯇꯣꯉꯥꯟ-ꯇꯣꯉꯥꯟꯕ ꯊꯧꯗꯥꯡꯁꯤꯡ ꯑꯗꯨ ꯀꯔꯤꯅꯣ? ꯕꯦꯡ ꯍꯥꯏꯕꯁꯤ ꯏꯀꯣꯅꯣꯃꯤꯒꯤ ꯃꯅꯨꯡꯗꯥ ꯃꯈꯜ ꯀꯌꯥꯒꯤ ꯊꯧꯗꯥꯡꯁꯤꯡ ꯄꯥꯡꯊꯣꯛꯄ ꯐꯥꯏꯅꯥꯟꯁꯤꯑꯦꯜ ꯏꯟꯁꯇꯤꯇꯌꯨꯁꯟ ꯑꯃꯅꯤ꯫ ꯕꯦꯡ ꯑꯃꯒꯤ ꯇꯣꯉꯥꯟ-ꯇꯣꯉꯥꯟꯕ ꯊꯧꯗꯥꯡ ꯈꯔꯒꯤ ꯃꯈꯥꯗ ꯄꯤꯔꯤꯕꯁꯤꯡꯁꯤꯅꯤ: ꯗꯤꯄꯣꯖꯤꯠꯁꯤꯡ ꯂꯧꯕ: ꯕꯦꯡ ꯑꯃꯒꯤ ꯃꯔꯨꯑꯣꯏꯕ ꯊꯧꯗꯥꯡ ꯑꯃꯗꯤ ꯀꯁ꯭ꯇꯝꯃꯔꯁꯤꯡꯗꯒꯤ ꯗꯤꯄꯣꯖꯤꯠꯁꯤꯡ ꯂꯧꯕ ꯑꯃꯁꯨꯡ ꯃꯈꯣꯏꯒꯤ ꯁꯦꯟꯐꯝ ꯑꯗꯨ ꯁꯦꯀꯌꯨꯑꯣꯔ ꯑꯣꯏꯕ ꯑꯦꯀꯥꯎꯟꯇꯁꯤꯡꯗ ꯊꯝꯕ ꯑꯁꯤꯅꯤ꯫ ꯂꯣꯟ ꯄꯤꯕ: ꯕꯦꯡꯁꯤꯡꯅ ꯃꯤꯑꯣꯏ ꯑꯃꯃꯝ ꯑꯃꯁꯨꯡ ꯂꯂꯣꯟ-ꯏꯇꯤꯛꯀꯤ ꯊꯕꯛꯁꯤꯡꯗ ꯁꯦꯜ ꯊꯥꯗꯗꯨꯅ ꯑꯆꯧꯕ ꯄꯣꯠ ꯂꯩꯕ ꯅꯠꯇꯔꯒ ꯁꯦꯜ ꯊꯥꯗꯕꯗ ꯃꯇꯦꯡ ꯄꯥꯡꯏ꯫ ꯇ꯭ꯔꯥꯟꯖꯦꯛꯁꯟꯁꯤꯡ ꯂꯥꯏꯊꯣꯛꯍꯟꯕ: ꯕꯦꯡꯁꯤꯡꯅ ꯑꯦꯀꯥꯎꯟꯇꯁꯤꯡꯒꯤ ꯃꯔꯛꯇꯥ ꯐꯟꯗ ꯇ꯭ꯔꯥꯟꯁꯐꯔ ꯇꯧꯕ ꯅꯠꯇꯔꯒ ꯆꯦꯁꯤꯡ ꯄꯤꯕꯒꯨꯝꯕ ꯇ꯭ꯔꯥꯟꯖꯦꯛꯁꯟꯁꯤꯡ ꯂꯥꯏꯊꯣꯍꯟꯗꯨꯅꯥ ꯀ꯭ꯔꯦꯇꯥ ꯑꯃꯁꯨꯡ ꯌꯣꯜꯂꯤꯕꯁꯤꯡꯒꯤ ꯃꯔꯛꯇ ꯏꯟꯇꯔꯃꯦꯗꯤꯑꯦꯔꯤ ꯑꯣꯏꯅ ꯊꯕꯛ ꯇꯧꯏ꯫ ꯁꯦꯜ ꯊꯥꯗꯕ ꯕꯦꯡꯁꯤꯡꯅ ꯃꯈꯣꯏꯅ ꯊꯝꯂꯤꯕ ꯁꯦꯟꯐꯝ ꯑꯗꯨ ꯇꯣꯉꯥꯟ ꯇꯣꯉꯥꯟꯕꯥ ꯑꯦꯁꯦꯠꯁꯤꯡ, ꯈꯨꯗꯝ ꯑꯣꯏꯅ ꯁ꯭ꯇꯣꯛ, ꯕꯣꯟꯗ, ꯑꯃꯁꯨꯡ ꯔꯤꯑꯦꯜ ꯏꯁ꯭ꯇꯦꯠꯇꯥ ꯏꯟꯚꯦꯁ꯭ꯠ ꯇꯧꯕꯁꯨ ꯌꯥꯏ, ꯃꯁꯤꯅ ꯁꯦꯟꯗꯣꯡ ꯐꯪꯅꯕ ꯍꯣꯠꯅꯔꯤ꯫ ꯔꯤꯁ꯭ꯛ ꯃꯦꯅꯦꯖꯃꯦꯟꯇ: ꯕꯦꯡꯁꯤꯡꯅꯥ ꯁꯦꯟꯗꯣꯡ ꯂꯩꯕ ꯑꯣꯏꯅꯥ ꯂꯩꯅꯕꯒꯤꯗꯃꯛ ꯔꯤꯁ꯭ꯛ ꯆꯦꯀꯁꯤꯟꯅꯥ ꯃꯦꯅꯦꯖ ꯇꯧꯒꯗꯕꯅꯤ, ꯃꯁꯤꯗꯥ ꯂꯂꯣꯅꯕꯁꯤꯡꯒꯤ ꯀ꯭ꯔꯦꯗꯤꯠ ꯋꯥꯔꯇꯤ ꯑꯁꯤ ꯑꯦꯁꯦꯁ ꯇꯧꯒꯗꯕꯅꯤ ꯑꯃꯁꯨꯡ ꯃꯗꯨꯒꯤ ꯃꯇꯨꯡ ꯏꯟꯅ ꯏꯟꯇꯔꯦꯁ ꯔꯦꯠꯁꯤꯡ ꯂꯦꯞꯊꯣꯛꯀꯗꯕꯅꯤ꯫ ꯐꯥꯏꯅꯥꯟꯁꯤꯑꯦꯜ ꯑꯦꯗꯚꯥꯏꯖꯔ: ꯕꯦꯡ ꯀꯌꯥꯅ ꯃꯈꯣꯏꯒꯤ ꯀꯁ꯭ꯇꯝꯃꯔꯁꯤꯡꯗ ꯁꯦꯜ ꯊꯥꯗꯕ, ꯁꯦꯚꯤꯡ ꯇꯧꯕ ꯑꯃꯁꯨꯡ ꯃꯈꯣꯏꯒꯤ ꯁꯦꯟꯐꯝ ꯃꯦꯅꯦꯖ ꯇꯧꯕꯒꯤ ꯃꯇꯥꯡꯗ ꯋꯥꯈꯜ ꯇꯥꯕ ꯋꯥꯔꯦꯞ ꯂꯧꯕꯗꯥꯃꯇꯦꯡ ꯄꯥꯡꯅꯕ ꯐꯥꯏꯅꯥꯟꯁꯤꯑꯦꯜ ꯑꯦꯗꯚꯥꯏ ꯄꯤꯔꯤ꯫ ꯀꯔꯦꯟꯁꯤ ꯑꯦꯛꯁꯆꯦꯟꯖ: ꯕꯦꯡꯁꯤꯡꯅ ꯑꯌꯥꯝꯕꯅ ꯃꯈꯣꯏꯒꯤ ꯀꯁ꯭ꯇꯝꯃꯔꯁꯤꯡꯒꯤꯗꯃꯛꯇ ꯈꯨꯗꯣꯡꯆꯥꯕ ꯑꯃ ꯑꯣꯏꯅ ꯑꯃꯁꯨꯡ ꯁꯦꯟꯊꯣꯛ ꯂꯝꯕꯤ ꯑꯃ ꯑꯣꯏꯅ ꯑꯅꯤꯃꯛ ꯁꯦꯜ ꯄꯤꯊꯣꯛ-ꯄꯤꯁꯤꯟ ꯇꯧꯅꯕ ꯁꯔꯚꯤꯁꯁꯤꯡ ꯄꯤꯔꯤ꯫ ꯑꯄꯨꯟꯕꯥ ꯑꯣꯏꯅꯥ, ꯕꯦꯡꯁꯤꯡꯅꯥ ꯁꯦꯟꯃꯤꯠꯂꯣꯟꯗ ꯇꯪꯗꯨ ꯂꯩꯇꯥꯕ, ꯂꯤꯛꯕꯤꯗꯤꯇꯤ, ꯑꯃꯁꯨꯡ ꯁꯦꯀꯌꯨꯔꯤꯇꯤ ꯄꯤꯗꯨꯅꯥ ꯐꯥꯏꯅꯥꯟꯁꯤꯑꯦꯜ ꯁꯤꯁ꯭ꯇꯦꯝꯗꯥ ꯃꯔꯨꯑꯣꯏꯕ ꯊꯧꯗꯥꯡ ꯂꯧꯔꯤ꯫ ꯌꯨꯅꯤꯚꯔꯁꯦꯜ ꯒ꯭ꯔꯦꯚꯤꯇꯦꯁꯟ ꯅꯤꯎꯇꯟ ꯂꯣ ꯑꯁꯤ ꯀꯔꯝꯅꯥ ꯊꯕꯛ ꯇꯧꯕꯒꯦ ꯍꯥꯏꯕꯗꯨ ꯁꯟꯗꯣꯛꯅ ꯇꯥꯛꯄꯤꯌꯨ꯫ ꯅꯤꯎꯇꯟ ꯌꯨꯅꯤꯚꯔꯁꯦꯜ ꯒ꯭ꯔꯦꯚꯤꯇꯦꯁꯟ ꯂꯣ ꯑꯁꯤ ꯃꯥꯁ ꯑꯅꯤꯒꯤ ꯃꯔꯛꯇꯥ ꯂꯩꯕ ꯒ꯭ꯔꯦꯚꯤꯇꯦꯁꯅꯦꯜ ꯐꯣꯔꯁ ꯑꯗꯨ ꯇꯥꯛꯄ ꯃꯦꯊꯃꯦꯇꯤꯀꯦꯜ ꯏꯀ꯭ꯌꯦꯁꯟ ꯑꯃꯅꯤ꯫ ꯃꯁꯤꯒꯤ ꯑꯥꯏꯟ ꯑꯁꯤꯒꯤ ꯃꯇꯨꯡ ꯏꯟꯅꯥ ꯌꯨꯅꯤꯚꯔꯁꯇꯥ ꯂꯩꯔꯤꯕꯥ ꯄꯣꯠꯁꯛ ꯈꯨꯗꯤꯡꯃꯛ ꯃꯈꯣꯏꯒꯤ ꯃꯥꯁꯀꯤ ꯄꯣꯠꯊꯣꯛ ꯑꯗꯨꯒ ꯍꯛꯊꯦꯡꯅꯅꯥ ꯃꯔꯤ ꯂꯩꯅꯕꯥ ꯑꯃꯁꯨꯡ ꯃꯈꯣꯏꯒꯤ ꯁꯦꯟꯇꯔꯁꯤꯡꯒꯤ ꯃꯔꯛꯇꯥ ꯂꯩꯕ ꯑꯇꯦꯟꯁꯟ ꯑꯁꯤ ꯀꯔꯤꯒꯨꯝꯕꯥ ꯃꯈꯣꯏꯅ ꯃꯤꯇꯔ ꯑꯃꯥ ꯈꯛꯇꯃꯛ ꯂꯥꯞꯅ ꯂꯩꯔꯕꯗꯤ ꯃꯗꯨꯗꯒꯤ ꯁꯔꯨꯛ ꯆꯥꯃꯥ ꯍꯦꯜꯂꯤ꯫ ꯑꯃꯔꯣꯝꯗ ꯀꯔꯤꯒꯨꯝꯕ ꯄꯣꯠꯁꯛ ꯑꯃꯒꯤ ꯃꯥꯁ ꯑꯁꯤ ꯁꯔꯨꯛ ꯑꯅꯤ ꯑꯣꯏꯔꯛꯂꯕꯗꯤ ꯃꯈꯣꯏꯒꯤ ꯃꯔꯛꯇ ꯂꯩꯔꯤꯕ ꯒ꯭ꯔꯦꯚꯤꯇꯤꯒꯤ ꯐꯣꯔꯁꯁꯨ ꯁꯔꯨꯛ ꯑꯅꯤ ꯍꯦꯟꯒꯠꯂꯛꯀꯅꯤ꯫ ꯈꯪꯖꯤꯟꯒꯗꯕ ꯑꯃꯅ, ꯅꯤꯎꯇꯟ ꯌꯨꯅꯤꯚꯔꯁꯦꯜ ꯒ꯭ꯔꯦꯚꯤꯇꯤꯒꯤ ꯅꯤꯌꯝꯅ ꯍꯥꯢꯔꯤ ꯃꯗꯨꯗꯤ ꯌꯨꯅꯤꯚꯔꯁꯇꯥ ꯂꯩꯔꯤꯕ ꯃꯥꯁ ꯈꯨꯗꯤꯡꯃꯛꯅ ꯑꯇꯣꯞꯄ ꯃꯥꯁ ꯈꯨꯗꯤꯡꯃꯛꯇꯥ ꯄꯨꯛꯅꯤꯡ ꯆꯤꯡꯁꯤꯟꯅꯤꯡꯉꯥꯏ ꯑꯣꯏꯕ ꯐꯣꯔꯁ ꯑꯃ ꯄꯤ, ꯑꯃꯁꯨꯡ ꯄꯨꯛꯅꯤꯡ ꯆꯤꯡꯁꯤꯟꯕꯒꯤ ꯄꯥꯡꯒꯜ ꯑꯁꯤ ꯄꯣꯠꯁꯛꯁꯤꯡꯒꯤ ꯃꯥꯁ ꯑꯃꯁꯨꯡ ꯃꯈꯣꯏꯒꯤ ꯃꯔꯛꯇ ꯂꯩꯔꯤꯕ ꯑꯔꯥꯞꯄ ꯑꯗꯨꯒꯤ ꯃꯈꯥ ꯄꯣꯜꯂꯤ꯫।